ꯐꯤꯗꯕꯦꯛ ꯆꯦꯅꯦꯜꯁꯤꯡ ꯈꯜꯂꯨ - ꯅꯍꯥꯛꯅ ꯐꯤꯗꯕꯦꯛ ꯂꯧꯒꯗꯕ ꯆꯦꯅꯦꯜꯁꯤꯡ ꯈꯜꯂꯨ꯫ ꯀꯃꯟ ꯑꯣꯏꯕ ꯆꯦꯅꯦꯜ ꯈꯔꯗꯤ ꯁꯔꯚꯦ, ꯐꯤꯗꯕꯦꯛ ꯐꯣ꯭ꯔꯝ, ꯁꯣꯁꯤꯑꯦꯜ ꯃꯤꯗꯤꯌꯥ, ꯑꯃꯁꯨꯡ ꯂꯥꯏ꯭ꯕ ꯆꯦꯠ ꯑꯁꯤꯅꯆꯤꯡꯕꯅꯤ꯫ ꯗꯤꯖꯥꯏꯟꯒꯤ ꯋꯥꯍꯪꯁꯤꯡ - ꯅꯍꯥꯛꯀꯤ ꯄꯥꯟꯗꯝꯁꯤꯡꯒ ꯃꯥꯟꯅꯕꯥ ꯐꯤꯗꯕꯦꯛ ꯂꯧꯕ ꯌꯥꯕ ꯑꯀꯛꯅꯕ, ꯄꯥꯟꯗꯝ ꯊꯝꯂꯤꯕ ꯋꯥꯍꯪꯁꯤꯡ ꯁꯦꯝꯃꯨ꯫ ꯑꯣꯄꯟ-ꯑꯦꯟꯗ ꯋꯥꯍꯪꯁꯤꯡꯅ ꯑꯀꯨꯞꯄ ꯄꯥꯎꯈꯨꯝꯁꯤꯡ ꯄꯨꯛꯅꯤꯡ ꯊꯧꯒꯠꯄꯗ ꯃꯇꯦꯡ ꯄꯥꯡꯕ ꯌꯥꯏ꯫ ꯐꯤꯗꯕꯦꯛ ꯈꯣꯝꯖꯤꯟꯕ - ꯀꯁ꯭ꯇꯃꯔꯁꯤꯡꯗꯒꯤ ꯐꯤꯗꯕꯦꯛ ꯈꯣꯝꯖꯤꯟꯅꯕꯥ ꯅꯍꯥꯛꯅ ꯈꯟꯒꯠꯂꯕ ꯆꯦꯅꯦꯜꯁꯤꯡ ꯁꯤꯖꯤꯟꯅꯧ꯫ ꯀꯁ꯭ꯇꯃꯔꯁꯤꯡꯅ ꯐꯤꯗꯕꯦꯛ ꯄꯤꯅꯕꯒꯤꯗꯃꯛ ꯊꯧꯑꯣꯡ ꯑꯁꯤ ꯂꯥꯏꯅꯥ ꯑꯣꯏꯍꯟꯕ ꯌꯥꯏ꯫ ꯑꯦꯅꯥꯂꯥꯏꯖ ꯇꯧꯕ ꯑꯃꯁꯨꯡ ꯔꯤꯄꯣꯔꯠ ꯇꯧꯕ - ꯈꯣꯝꯖꯤꯜꯂꯛꯄ ꯗꯥꯇꯥꯁꯤꯡ ꯑꯁꯤ ꯇ꯭ꯔꯦꯟꯗꯁꯤꯡ ꯌꯦꯡꯁꯤꯟꯅꯕꯥ, ꯑꯍꯣꯡꯕ ꯄꯨꯔꯛꯀꯗꯕꯥ ꯃꯐꯝꯁꯤꯡ ꯈꯪꯗꯣꯛꯅꯕ ꯑꯃꯁꯨꯡ ꯁ꯭ꯇꯦꯛꯍꯣꯜꯗꯔꯁꯤꯡꯒꯤꯗꯃꯛꯇ ꯔꯤꯄꯣ꯭ꯔꯠꯁꯤꯡ ꯁꯦꯝꯅꯕ ꯁꯤꯖꯤꯟꯅꯕꯥ꯫ ꯐꯤꯗꯕꯦꯛꯇ ꯄꯥꯎꯈꯨꯝ ꯄꯤꯕ - ꯀꯁ꯭ꯇꯃꯔꯒꯤ ꯐꯤꯗꯕꯦꯛ ꯑꯗꯨ ꯌꯥꯕ ꯑꯃꯁꯨꯡ ꯊꯕꯛ ꯑꯣꯏꯅ ꯄꯥꯡꯊꯣꯛꯄ ꯁꯣꯏꯗꯅ ꯌꯥꯒꯅꯤ꯫ ꯃꯁꯤꯗ ꯄꯣꯖꯤꯇꯤꯚ ꯑꯣꯏꯕ ꯐꯤꯗꯕꯦꯛꯁꯤꯡꯒꯤ ꯄꯥꯎꯈꯨꯝ ꯄꯤꯕ, ꯀꯝꯄ꯭ꯂꯦꯟꯇꯁꯤꯡ ꯀꯣꯛꯍꯟꯕ ꯅꯠꯇꯔꯒ ꯀꯁ꯭ꯇꯃꯔ ꯑꯦꯛꯁꯄꯤꯔꯤꯑꯦꯟꯁ ꯐꯒꯠꯍꯟꯅꯕꯥ ꯑꯍꯣꯡꯕ ꯄꯨꯔꯛꯄ ꯑꯁꯤ ꯌꯥꯎꯕ ꯌꯥꯏ꯫ ꯔꯤꯚꯤꯌꯨ ꯑꯃꯁꯨꯡ ꯑꯦꯗꯖꯁ꯭ꯠ ꯇꯧꯕ - ꯁꯤꯁꯇꯦꯝ ꯑꯁꯤꯒꯤ ꯏꯐꯦꯛꯇꯤꯕꯅꯦꯁ ꯑꯗꯨ ꯌꯦꯡꯁꯤꯟꯅꯕ ꯈꯣꯝꯖꯤꯜꯂꯛꯄ ꯐꯤꯗꯕꯦꯛ ꯑꯗꯨ ꯆꯥꯡ ꯅꯥꯏꯅꯥ ꯔꯤꯚꯤꯌꯨ ꯇꯧꯕ꯫ ꯊꯧꯑꯣꯡ ꯑꯁꯤ ꯐꯒꯠꯍꯟꯅꯕꯥ ꯑꯃꯁꯨꯡ ꯅꯍꯥꯛꯀꯤ ꯄꯥꯟꯗꯝꯁꯤꯡ ꯐꯪꯅꯕ ꯗꯔꯀꯥꯔ ꯑꯣꯏꯕ ꯑꯍꯣꯡꯕ‌ ꯑꯃ ꯍꯦꯛꯇ ꯄꯨꯔꯛꯎ꯫ ꯈꯣꯡꯊꯥꯡꯁꯤꯡ ꯑꯁꯤ ꯏꯟꯗꯨꯅ, ꯅꯍꯥꯛꯅ ꯃꯃꯜ ꯌꯥꯝꯂꯥꯕ ꯋꯥꯈꯜꯂꯣꯟꯁꯤꯡ ꯈꯣꯝꯖꯤꯟꯕꯗꯥ, ꯅꯍꯥꯛꯀꯤ ꯄꯣꯠꯊꯣꯛꯁꯤꯡ ꯅꯠꯇꯔꯒ ꯁꯔꯚꯤꯁꯁꯤꯡ ꯐꯒꯠꯍꯟꯕꯗꯥ ꯑꯃꯁꯨꯡ ꯀꯁ꯭ꯇꯃꯔꯒꯤ ꯑꯦꯛꯁꯄꯤꯔꯤꯑꯦꯟꯁ ꯍꯦꯟꯒꯠꯍꯟꯕꯥꯗ ꯃꯇꯦꯡ ꯄꯥꯡꯒꯗꯕꯥ ꯀꯁ꯭ꯇꯃꯔ ꯐꯤꯗꯕꯦꯛ ꯁꯤꯁꯇꯦꯝ ꯑꯃ ꯁꯦꯝꯕ ꯌꯥꯏ꯫ ꯑꯆꯧꯕ ꯒ꯭ꯌꯥꯠꯁꯕꯤ ꯍꯥꯏꯕꯁꯤ ꯑꯦꯐ ꯁ꯭ꯀꯠ ꯐꯤꯠꯖꯦꯔꯥꯜꯗꯅꯥ ꯏꯕ ꯅꯣꯚꯦꯜ ꯑꯃꯅꯤ, ꯃꯁꯤ ꯒꯤ ꯑꯔꯣꯏꯕꯗꯥ ꯐꯣꯡꯈꯤꯕꯅꯤ ꯑꯃꯁꯨꯡ ꯃꯁꯤꯅ ꯅ꯭ꯌꯨ ꯌꯣ꯭ꯔꯛꯇꯥ ꯆꯠꯈꯤꯕ ꯑꯃꯁꯨꯡ ꯑꯉꯛꯄ ꯃꯤꯑꯣꯏꯁꯤꯡꯒ ꯌꯨꯝꯂꯣꯟꯅꯕ ꯑꯣꯏꯔꯛꯈꯤꯕ ꯅꯍꯥ ꯑꯣꯏꯔꯤꯕ ꯅꯤꯛ ꯀꯦꯔꯥꯋꯦꯒꯤ ꯋꯥꯔꯤꯒꯤ ꯃꯇꯨꯡ ꯏꯟꯅ ꯁꯦꯝꯈꯤꯕꯅꯤ ꯑꯃꯁꯨꯡ ꯁꯦꯜ ꯊꯨꯝꯒꯤ ꯃꯤꯑꯣꯏ ꯖꯦ ꯒ꯭ꯌꯥꯠꯁꯕꯤ꯫ ꯅꯣꯚꯦꯜ ꯑꯁꯤꯅ ꯂꯟ-ꯊꯨꯝ, ꯁꯛꯇꯤ, ꯅꯨꯡꯁꯤꯕ ꯑꯃꯁꯨꯡ ꯁꯦꯟꯖꯥ-ꯊꯨꯝꯖꯥꯒꯤ ꯊꯤꯝꯁꯤꯡ ꯊꯤꯖꯤꯜꯂꯤ ꯑꯃꯁꯨꯡ ꯃꯍꯥꯛꯅ ꯒ꯭ꯌꯥꯇꯁꯕꯤꯒꯤ ꯃꯥꯂꯦꯝ ꯑꯃꯁꯨꯡ ꯗꯦꯖꯤ ꯕꯨꯆꯥꯅꯟ ꯑꯃꯁꯨꯡ ꯃꯍꯥꯛꯀꯤ ꯃꯄꯨꯔꯣꯏꯕ ꯇꯝ ꯌꯥꯎꯅ ꯑꯇꯣꯞꯄ ꯃꯤꯑꯣꯏꯁꯤꯡꯒꯤ ꯃꯥꯂꯦꯝ ꯑꯁꯤꯕꯨ ꯎꯕꯥ ꯃꯇꯝꯗ ꯅꯤꯛꯀꯤ ꯃꯤꯠꯌꯦꯡꯗꯒꯤ ꯐꯣꯡꯗꯣꯛꯏ꯫ ꯒ꯭ꯌꯥꯇꯁꯕꯤ ꯑꯁꯤ ꯃꯍꯥꯛꯀꯤ ꯌꯥꯝꯅ ꯂꯨꯕ ꯄꯥꯔꯇꯤꯁꯤꯡꯒꯤꯗꯃꯛ ꯃꯃꯤꯡ ꯆꯠꯂꯤ ꯑꯃꯁꯨꯡ ꯃꯍꯥꯛꯀꯤ ꯂꯟ-ꯊꯨꯝꯒꯤꯗꯃꯛ ꯈꯪꯅꯩ ꯑꯗꯨꯕꯨ ꯃꯍꯥꯛꯀꯤ ꯌꯥꯝꯅ ꯅꯨꯡꯉꯥꯏꯇꯕꯥ ꯍꯧꯈꯤꯕ ꯃꯇꯝ ꯑꯃ ꯂꯩ ꯍꯥꯏꯅ ꯐꯣꯡꯗꯣꯛꯈꯤ ꯑꯃꯁꯨꯡ ꯑꯔꯣꯏꯕꯗꯥ ꯃꯍꯥꯛꯅ ꯑꯃꯦꯔꯤꯀꯥꯒꯤ ꯃꯪꯂꯥꯟ ꯑꯗꯨ ꯇꯨꯡ ꯏꯟꯗꯨꯅ ꯆꯠꯂꯤ꯫